ꯑꯦ. ꯑꯃꯁꯨꯡ ꯑꯩꯆ. ꯕꯤ. ꯒ ꯂꯣꯏꯅꯅ ꯑꯔꯕꯤꯇꯔꯔꯤ ꯀ꯭ꯋꯥꯟꯇꯝ ꯁꯤꯁꯇꯦꯝ ꯑꯦ ꯑꯃꯁꯨꯡ ꯕꯤ ꯑꯅꯤ ꯈꯟꯕꯤꯌꯨ꯫ ꯀꯝꯄꯣꯖꯤꯠ ꯁꯤꯁꯇꯦꯝꯒꯤ ꯍꯤꯜꯕꯔꯠ ꯁ꯭ꯄꯦꯁ ꯑꯁꯤ ꯇꯦꯟꯁꯔ ꯄ꯭ꯔꯗꯛꯅꯤ꯫ꯇꯦꯟꯁꯔ ꯄ꯭ꯔꯗꯛ ꯃꯤꯐꯝꯁꯤꯡ ꯃꯇꯦꯡ ꯂꯧꯔꯛꯐꯝ ꯀꯣꯂꯣꯏꯗꯦꯜ ꯁꯦꯃꯤꯀꯟꯗꯛꯇꯔ ꯅꯦꯅꯣꯀ꯭ꯔꯤꯁꯇꯜꯁꯤꯡ ꯑꯁꯤ ꯌꯥꯝꯅ ꯍꯦꯟꯅ ꯆꯠꯅꯕꯤꯒꯤ ꯀꯦꯃꯤꯀꯦꯜꯒꯤ ꯊꯧꯑꯣꯡꯁꯤꯡꯒꯨꯝꯅ, ꯁꯣꯜꯂꯨꯁꯟꯁꯤꯡꯗꯒꯤ ꯁꯤꯟꯊꯦꯁꯥꯏꯖ ꯇꯧꯋꯤ꯫ ꯃꯔꯨꯑꯣꯏꯕ ꯈꯦꯠꯅꯕ ꯑꯗꯨꯗꯤ ꯄꯣꯠꯊꯣꯛ ꯑꯗꯨ ꯑꯆꯧꯕ ꯁꯣꯜꯗ ꯑꯃ ꯑꯣꯏꯅ ꯄꯔꯁꯤꯄꯤꯇꯦꯠ ꯇꯧꯗꯦ ꯅꯠꯇ꯭ꯔꯒ ꯄꯠꯊꯔꯒꯁꯨ ꯂꯩꯗꯦ꯫ ꯑꯋꯥꯡꯕ ꯑꯏꯪꯑꯁꯥꯗ ꯁꯣꯂ꯭ꯌꯨꯁꯟ ꯑꯗꯨ ꯃꯩ ꯊꯥꯔꯛꯄꯗ, ꯄ꯭ꯔꯤꯀꯁꯔꯁꯤꯡ ꯃꯣꯅꯣꯃꯔ ꯁꯦꯝꯗꯨꯅ ꯁꯤꯠꯂꯤ, ꯃꯗꯨꯗꯒꯤ ꯅ꯭ꯌꯨꯀ꯭ꯂꯤꯌꯦꯠ ꯑꯣꯏꯔꯒ ꯅꯦꯅꯣꯀ꯭ꯔꯤꯁꯇꯜꯁꯤꯡ ꯄꯨꯊꯣꯛꯏ꯫ ꯅꯦꯅꯣꯀ꯭ꯔꯤꯁꯇꯜ ꯆꯥꯎꯈꯠꯄꯒꯤ ꯈ꯭ꯋꯥꯏꯗꯒꯤ ꯐꯕ ꯐꯤꯚꯝꯁꯤꯡ ꯂꯦꯞꯊꯣꯛꯄꯗ ꯑꯏꯪ-ꯑꯁꯥꯒꯤ ꯆꯥꯡ ꯑꯁꯤ ꯌꯥꯝꯅ ꯃꯔꯨ ꯑꯣꯏꯕ ꯃꯔꯝ ꯑꯃꯅꯤ꯫ ꯃꯁꯤ ꯁꯤꯟꯇꯤꯁꯦꯁꯀꯤ ꯊꯧꯑꯣꯡꯒꯤ ꯃꯅꯨꯡꯗ ꯑꯦꯇꯣꯝꯁꯤꯡ ꯑꯃꯨꯛ ꯍꯟꯅ ꯁꯦꯝꯗꯣꯛ-ꯁꯦꯝꯖꯤꯟ ꯇꯧꯕ ꯑꯃꯁꯨꯡ ꯑꯦꯅꯤꯂꯤꯡ ꯇꯧꯕ ꯌꯥꯍꯟꯅꯕ ꯃꯇꯤꯛ ꯆꯥꯕ ꯑꯋꯥꯡꯕ ꯑꯣꯏꯒꯗꯕꯅꯤ ꯑꯗꯨꯒ ꯀ꯭ꯔꯤꯁꯇꯜ ꯆꯥꯎꯈꯠꯍꯟꯕ ꯍꯦꯟꯒꯠꯍꯟꯅꯕ ꯃꯇꯤꯛ ꯆꯥꯕ ꯆꯥꯡꯗ ꯍꯟꯊꯕ ꯑꯣꯏꯒꯗꯕꯅꯤ꯫ ꯃꯣꯅꯣꯃꯔꯁꯤꯡꯒꯤ ꯀꯦꯟꯗ꯭ꯔ ꯑꯁꯤ ꯅꯦꯅꯣꯀ꯭ꯔꯤꯁꯇꯜ ꯆꯥꯎꯈꯠꯂꯛꯄ ꯃꯇꯝꯗ ꯀꯟꯅ ꯂꯥꯛꯁꯤꯟꯕ ꯃꯊꯧ ꯇꯥꯕ ꯑꯇꯣꯞꯄ ꯃꯔꯨꯑꯣꯏꯕ ꯃꯔꯝ ꯑꯃꯅꯤ꯫ ꯅꯦꯅꯣꯀ꯭ꯔꯤꯁꯇꯜꯁꯤꯡꯒꯤ ꯆꯥꯎꯈꯠꯄꯒꯤ ꯊꯧꯑꯣꯡ ꯑꯁꯤ ꯇꯣꯉꯥꯟ-ꯇꯣꯉꯥꯟꯕ ꯂꯩꯉꯥꯛ ꯑꯅꯤꯗ ꯊꯣꯛꯍꯟꯕ ꯌꯥꯏ: "ꯐꯣꯀꯁꯤꯡ" ꯑꯃꯁꯨꯡ "ꯗꯤꯐꯣꯀꯁꯤꯡ"꯫ ꯃꯣꯅꯣꯃꯔ ꯀꯟꯇ꯭ꯔꯦꯁꯟ ꯋꯥꯡꯕꯗ, ꯀ꯭ꯔꯤꯇꯤꯀꯦꯜ ꯁꯥꯏꯖ (ꯅꯦꯅꯣꯀ꯭ꯔꯤꯁꯇꯜꯁꯤꯡ ꯆꯥꯎꯈꯠꯄ ꯅꯠꯇ꯭ꯔꯒ ꯍꯟꯊꯕ ꯌꯥꯗꯕ ꯆꯥꯡ) ꯑꯁꯤ ꯆꯥꯡꯗꯝꯅꯕꯗ ꯄꯤꯛꯄ ꯑꯣꯏ, ꯃꯁꯤꯅ ꯆꯥꯎꯔꯥꯛꯅ ꯁꯔꯨꯛ ꯄꯨꯝꯅꯃꯛ ꯆꯥꯎꯈꯠꯍꯜꯂꯤ꯫ ꯃꯁꯤꯒꯤ ꯂꯩꯉꯥꯛ ꯑꯁꯤꯗ, ꯑꯄꯤꯛꯄ ꯁꯔꯨꯛꯁꯤꯡ ꯑꯁꯤ ꯑꯆꯧꯕꯁꯤꯡꯗꯒꯤ ꯍꯦꯟꯅ ꯊꯨꯅ ꯆꯥꯎꯈꯠꯂꯛꯏ (ꯑꯆꯧꯕ ꯀ꯭ꯔꯤꯁ꯭ꯇꯦꯜꯁꯤꯡꯗ ꯑꯄꯤꯛꯄ ꯀ꯭ꯔꯤꯁꯇꯜꯁꯤꯡꯗꯒꯤ ꯆꯥꯎꯈꯠꯅꯕ ꯑꯦꯇꯣꯝꯁꯤꯡ ꯍꯦꯟꯅ ꯃꯊꯧ ꯇꯥꯕꯅ ꯃꯔꯝ ꯑꯣꯏꯗꯨꯅ ꯃꯑꯣꯡ-ꯃꯇꯧ ꯁꯟꯗꯣꯛꯄꯒꯤ ꯃꯤꯠꯌꯦꯡꯗ ꯄꯨꯛꯅꯤꯡ ꯆꯪꯕꯥ ꯊꯣꯛꯍꯜꯂꯤ, ꯃꯁꯤꯅ ꯆꯥꯎꯔꯥꯛꯅ ꯃꯣꯅꯣꯗꯤꯁꯄꯔꯗ ꯑꯣꯏꯕ ꯁꯔꯨꯛꯁꯤꯡꯒꯤ ꯑꯣꯏꯊꯣꯛꯄ ꯌꯥꯗꯕ ꯈꯥꯏꯗꯣꯛꯄ ꯑꯃ ꯄꯤ꯫ ꯃꯣꯅꯣꯃꯔ ꯀꯣꯟꯁꯇ꯭ꯔꯦꯁꯟ ꯑꯁꯤ ꯆꯥꯡꯆꯠꯇ ꯅꯦꯅꯣꯀ꯭ꯔꯤꯁꯇꯜꯒꯤ ꯆꯥꯡ ꯑꯁꯤ ꯃꯇꯝ ꯄꯨꯝꯅꯃꯛꯇ ꯀ꯭ꯔꯤꯇꯤꯀꯦꯜ ꯁꯥꯏꯖꯗꯒꯤ ꯈꯔ ꯍꯦꯟꯅ ꯆꯥꯎꯕ ꯃꯑꯣꯡꯗ ꯊꯝꯕ ꯃꯇꯝꯗ ꯁꯥꯏꯖ ꯐꯣꯀꯦꯁꯡ ꯑꯁꯤ ꯈ꯭ꯋꯥꯏꯗꯒꯤ ꯐꯕ ꯑꯣꯏ꯫ ꯃꯇꯝꯒꯤ ꯃꯇꯨꯡ ꯏꯟꯅ ꯃꯣꯅꯣꯃꯔꯒꯤ ꯆꯥꯡ ꯍꯟꯊꯔꯛꯏ, ꯀ꯭ꯔꯤꯇꯤꯀꯦꯜꯒꯤ ꯆꯥꯡ ꯑꯁꯤ ꯂꯩꯔꯤꯕ ꯆꯥꯡꯆꯠꯇꯒꯤ ꯍꯦꯟꯅ ꯆꯥꯎꯏ, ꯑꯃꯁꯨꯡ ꯗꯤꯁꯇ꯭ꯔꯤꯕ꯭ꯌꯨꯁꯟ ꯑꯁꯤꯅ ꯗꯤꯐꯣꯀꯁ ꯑꯣꯏꯔꯛꯏ꯫ ꯇꯣꯉꯥꯟ-ꯇꯣꯉꯥꯟꯕ ꯁꯦꯃꯤꯀꯟꯗꯛꯇꯔ ꯀꯌꯥ ꯄꯨꯊꯣꯛꯅꯕ ꯀꯣꯂꯣꯏꯗꯦꯜꯒꯤ ꯄꯥꯝꯕꯩꯁꯤꯡ ꯂꯩ꯫ ꯃꯁꯛ ꯊꯣꯛꯄ ꯗꯣꯠꯁꯤꯡ ꯑꯁꯤ ꯂꯤꯗ ꯁꯜꯐꯥꯏꯗ, ꯂꯤꯗ ꯁꯦꯂꯦꯅꯥꯏꯗ, ꯀꯦꯗꯃꯤꯌꯝ ꯁꯦꯂꯦꯅꯥꯏꯗ, ꯀꯦꯗꯃꯤꯅ꯭ꯌꯝ ꯁꯜꯐꯥꯏꯗ, ꯀꯦꯗꯤꯃꯤꯅ꯭ꯌꯝꯒꯤ ꯇꯦꯂꯨꯔꯥꯏꯗ, ꯏꯟꯗꯤꯌꯝ ꯑꯥꯔꯁꯦꯅꯥꯏꯗ, ꯑꯃꯁꯨꯡ ꯏꯟꯗꯤꯌꯝ ꯐꯣꯁꯐꯥꯏꯗ ꯕꯦꯅꯔꯤ ꯀꯝꯄꯥꯎꯟꯁꯤꯡꯅ ꯁꯦꯝꯕꯅꯤ꯫ ꯀꯦꯗꯃꯤꯌꯝ ꯁꯦꯂꯦꯅꯥꯏꯗ ꯁꯜꯐꯥꯏꯗꯒꯨꯝꯕ ꯇꯔꯅꯔꯤ ꯀꯝꯄꯥꯎꯟꯁꯤꯡꯗꯒꯤꯁꯨ ꯗꯣꯠꯁꯤꯡ ꯁꯦꯝꯕ ꯌꯥꯏ꯫ ꯃꯈꯥ ꯇꯥꯅ, ꯀꯣꯂꯣꯏꯗꯦꯜ ꯄꯦꯔꯣꯚꯁ꯭ꯀꯤꯠ ꯀ꯭ꯋꯥꯟꯇꯝ ꯗꯣꯠꯁꯤꯡꯒꯤ ꯁꯤꯟꯊꯤꯁꯤꯁ ꯇꯧꯕ ꯌꯥꯍꯜꯂꯤꯕ ꯑꯅꯧꯕ ꯆꯥꯎꯈꯠꯄꯁꯤꯡ ꯄꯨꯊꯣꯛꯈ꯭ꯔꯦ꯫